ꯃꯍꯥꯛꯅ ꯃꯈꯣꯏꯕꯨ ꯃꯩꯒꯤ ꯀ꯭ꯋꯥꯟꯇꯥ ꯅꯠꯇ꯭ꯔꯒ ꯑꯄꯤꯛꯄ ꯀ꯭ꯋꯥꯟꯇꯥ ꯍꯥꯏꯅ ꯀꯧꯈꯤ ꯑꯗꯨꯒ ꯊꯣꯝꯁꯟꯅ ꯀꯣꯔꯄꯁꯀꯜꯁ ꯍꯥꯏꯕ ꯃꯤꯡ ꯑꯁꯤ ꯄꯨꯊꯣꯛꯈꯤ, ꯑꯗꯨꯕꯨ ꯑꯔꯣꯏꯕꯗ ꯏꯂꯦꯛꯇ꯭ꯔꯣꯟꯁꯤꯡ ꯑꯁꯤ ꯅꯨꯡꯇꯤꯒꯤ ꯑꯣꯏꯕ ꯋꯥꯍꯩ ꯑꯣꯏꯔꯛꯈꯤ꯫ ꯙꯥꯋꯁꯤꯡꯗ ꯂꯩꯕ ꯔꯦꯟꯁꯤꯡ ꯑꯗꯨ ꯂꯧꯁꯤꯟꯕꯒꯤ ꯃꯇꯥꯡꯗ ꯃꯍꯥꯛꯀꯤ ꯑꯃꯁꯨꯡ ꯃꯃꯥꯡꯗ ꯇꯧꯈꯤꯕ ꯑꯇꯣꯞꯄ ꯆꯥꯡꯌꯦꯡꯁꯤꯡꯒ ꯂꯣꯏꯅꯅꯥ, ꯏꯂꯦꯛꯇ꯭ꯔꯣꯟꯁꯤꯡ ꯑꯁꯤ ꯑꯦꯇꯝꯒꯤ ꯁꯔꯨꯛꯁꯤꯡꯅꯤ ꯍꯥꯏꯕ ꯃꯤꯌꯥꯝꯗ ꯈꯪꯂꯛꯄ ꯑꯁꯤꯅ ꯅꯦꯜꯅꯥꯔ꯭ꯗꯕꯨ ꯑꯌꯥꯝꯕ ꯁꯔꯨꯛꯀꯤ ꯑꯣꯏꯅ ꯑꯦꯇꯣꯝꯁꯤꯡ ꯑꯁꯤ ꯑꯍꯥꯡꯕ ꯃꯐꯝꯅ ꯁꯦꯝꯕꯅꯤ ꯍꯥꯏꯅ ꯆꯞꯆꯥꯅ ꯍꯥꯏꯕꯗ ꯃꯇꯦꯡ ꯄꯥꯡꯈꯤ꯫ ꯃꯍꯥꯛꯅ ꯑꯦꯇꯝ ꯈꯨꯗꯤꯡꯃꯛꯇ ꯏꯂꯦꯛꯇ꯭ꯔꯣꯟ ꯑꯃꯥ ꯑꯃꯁꯨꯡ ꯆꯞ ꯃꯥꯟꯅꯕ ꯄꯣꯖꯤꯇꯤꯕ ꯆꯥꯔꯖ ꯌꯥꯎꯕ "ꯗꯥꯏꯅꯥꯃꯤꯗꯁ"ꯀꯧꯕ ꯑꯍꯥꯡ ꯀꯔꯤꯝ ꯂꯩꯇꯕ ꯑꯃꯁꯨꯡ ꯏꯂꯦꯛꯇ꯭ꯔꯤꯛꯂꯤ ꯅ꯭ꯌꯨꯇꯔꯦꯜ ꯀꯣꯔꯄꯁꯀꯨꯜꯁꯤꯡ ꯌꯥꯎꯏ ꯍꯥꯏꯅ ꯋꯥꯐꯝ ꯊꯝꯈꯤ꯫ ꯂꯦꯅꯥꯔ꯭ꯗ ꯋꯤꯟꯗꯣ ꯇ꯭ꯌꯨꯞ ꯃꯍꯥꯛꯀꯤ ꯀꯔꯨꯀꯤꯁ ꯇ꯭ꯌꯨꯞ ꯊꯤꯖꯤꯟ-ꯍꯨꯝꯖꯤꯟꯕꯒꯤ ꯃꯍꯩ ꯑꯣꯏꯅ, ꯃꯍꯥꯛꯅ ꯎꯠꯈꯤ ꯃꯗꯨꯗꯤ ꯑꯜꯇ꯭ꯔꯥꯚꯥꯏꯑꯣꯂꯦꯠ ꯃꯩꯒ ꯂꯣꯏꯅꯅ ꯚꯀ꯭ꯌꯨꯝ ꯑꯃꯗ ꯙꯥꯝꯁꯤꯡ ꯌꯩꯊꯣꯛꯇꯨꯅ ꯄꯨꯊꯣꯛꯄ ꯔꯦꯁꯤꯡ ꯑꯁꯤ ꯀꯦꯁ ꯀꯌꯥꯗ ꯀꯦꯊꯣꯗ ꯔꯦꯁꯤꯡꯒ ꯃꯥꯟꯅꯩ꯫ ꯃꯍꯥꯛꯀꯤ ꯈ꯭ꯋꯥꯏꯗꯒꯤ ꯃꯔꯨꯑꯣꯏꯕ ꯌꯦꯡꯁꯤꯟꯕ ꯑꯗꯨꯗꯤ ꯐꯣꯇꯣ ꯏꯂꯦꯛꯇ꯭ꯔꯤꯛ ꯏꯐꯦꯛ ꯂꯩꯕ ꯔꯦꯁꯤꯡꯒꯤ ꯏꯅꯔꯖꯤ ꯑꯁꯤ ꯃꯩꯒꯤ ꯆꯥꯡꯗꯒꯤ ꯃꯈꯥ ꯄꯣꯜꯂꯤ ꯍꯥꯏꯕꯁꯤꯅꯤ꯫ ꯃꯁꯤꯒꯤ ꯑꯔꯣꯏꯕ ꯑꯣꯞꯖꯔꯕꯦꯁꯟꯁꯤꯡ ꯑꯁꯤ ꯑꯜꯕꯥꯔꯠ ꯑꯥꯏꯟꯁꯇꯤꯟ ꯀ꯭ꯋꯥꯟꯇꯝ ꯏꯐꯦꯛ ꯑꯃ ꯑꯣꯏꯅ ꯁꯟꯗꯣꯛꯅ ꯇꯥꯛꯈꯤ꯫ ꯊꯤꯑꯣꯔꯤ ꯑꯁꯤꯅ ꯀꯦꯊꯣꯗ ꯔꯦ ꯏꯅꯔꯖꯤꯒꯤ ꯄ꯭ꯂꯣꯠ ꯑꯗꯨꯒ ꯐ꯭ꯔꯤꯀ꯭ꯌꯦꯟꯁꯤꯒ ꯆꯥꯡꯗꯝꯅꯕꯗ ꯄ꯭ꯂꯥꯟ ꯀꯟꯁꯇꯦꯟꯄ꯭ꯂꯥꯟ ꯀꯟꯁꯇꯦꯟ, ꯃꯥꯟꯅꯕ ꯁ꯭ꯂꯣꯞ ꯑꯃꯒ ꯂꯣꯏꯅꯅ ꯍꯛꯆꯤꯟꯕ ꯂꯥꯏꯟ ꯑꯃ ꯑꯣꯏꯒꯅꯤ ꯍꯥꯏꯅ ꯄꯥꯟꯈꯤ꯫ ꯃꯁꯤ ꯆꯍꯤ ꯈꯔꯒꯤ ꯃꯇꯨꯡꯗ ꯎꯠꯈꯤ꯫ ꯐꯣꯇꯣ-ꯏꯂꯦꯛꯇ꯭ꯔꯤꯛ ꯀ꯭ꯋꯥꯟꯇꯝ ꯊꯤꯑꯣꯔꯤ ꯑꯁꯤ ꯏꯪ ꯂꯤꯁꯤꯡ ꯑꯃꯒ ꯆꯥꯃꯄꯟꯃꯉꯥꯗ ꯑꯥꯏꯟꯁꯇꯥꯢꯟꯅ ꯐꯤꯖꯤꯛꯁ ꯅꯣꯕꯦꯜ ꯄ꯭ꯔꯥꯏꯖ ꯐꯪꯈꯤꯕ ꯃꯇꯝꯗ ꯄꯟꯈꯤꯕ ꯊꯕꯛ ꯑꯗꯨꯅꯤ꯫ ꯑꯥꯏꯟꯁꯇꯥꯏꯟꯒꯤ ꯃꯤꯌꯥꯝꯗ ꯄꯥꯝꯖꯕ ꯑꯗꯨꯗ ꯆꯤꯡꯅꯕ ꯂꯩꯕꯅ, ꯂꯦꯅꯥꯔ꯭ꯗ ꯑꯁꯤ ꯔꯤꯂꯦꯇꯤꯚꯤꯇꯤꯒꯤ ꯃꯇꯥꯡꯗ ꯃꯃꯤꯡ ꯂꯩꯔꯕ ꯆꯤꯡꯅꯕ ꯃꯤꯑꯣꯏ ꯑꯃ ꯑꯣꯏꯔꯛꯈꯤ ꯑꯃꯁꯨꯡ ꯑꯥꯏꯟꯁꯇꯥꯢꯟꯒꯤ ꯊꯤꯑꯣꯔꯤꯁꯤꯡꯒꯤ ꯃꯇꯥꯡꯗ ꯃꯍꯥꯛꯅ ꯃꯍꯧꯁꯥꯅ ꯑꯗꯨꯝ ꯑꯣꯏꯅꯃꯛ ꯐꯣꯇꯣ ꯏꯂꯦꯛꯇ꯭ꯔꯤꯛ ꯏꯐꯦꯛꯇꯤꯞ ꯃꯇꯥꯡꯗ ꯑꯥꯏꯟꯁꯇꯥꯢꯟꯅ ꯁꯟꯗꯣꯛꯅ ꯇꯥꯛꯄꯒꯤ ꯃꯇꯥꯡꯗ ꯌꯦꯠꯅꯕ ꯇꯧꯈꯤꯗꯦ꯫ ꯔꯣꯟꯖꯦꯟ ꯑꯁꯤ ꯖꯔꯃꯟꯅꯤ ꯑꯃꯁꯨꯡ ꯖ꯭ꯌꯨ ꯅꯠꯇꯕ ꯑꯃ ꯑꯣꯏꯔꯕꯁꯨ, ꯑꯦꯛꯁ-ꯔꯦ ꯄꯨꯊꯣꯛꯈꯤꯕꯒꯤꯗꯃꯛ, ꯐꯤꯖꯤꯛꯁꯇ ꯑꯍꯥꯟꯕ ꯅꯣꯕꯦꯜ ꯄ꯭ꯔꯥꯏꯖ ꯐꯪꯈꯤꯕ, ꯋꯤꯜꯍꯦꯜ ꯔꯣꯟꯖꯦꯟꯗ ꯄꯤꯈꯤꯕ ꯃꯅꯥ ꯑꯗꯨꯗ ꯂꯦꯅꯥꯔ꯭ꯗꯅ ꯌꯥꯝꯅ ꯅꯤꯡꯉꯝꯈꯤ꯫ ꯂꯦꯅꯥꯔ꯭ꯗꯅ ꯏꯈꯤ ꯃꯗꯨꯗꯤ ꯃꯍꯥꯛ ꯔꯣꯟꯖꯦꯟ ꯅꯠꯇꯦ, "ꯑꯦꯛꯁ-ꯔꯦꯁꯤꯡꯒꯤ ꯃꯃꯥ"ꯅꯤ ꯃꯔꯝꯗꯤ ꯃꯍꯥꯛꯅ ꯃꯈꯣꯏꯕꯨ ꯄꯨꯊꯣꯛꯄꯗ ꯁꯤꯖꯤꯟꯅꯕ ꯈꯨꯠꯂꯥꯏꯁꯤꯡ ꯄꯨꯊꯣꯛꯈꯤꯕꯅꯤ꯫ ꯂꯦꯅꯥꯔ꯭ꯗꯅ ꯔꯣꯟꯖꯦꯟꯒꯤ ꯊꯧꯗꯥꯡ ꯑꯁꯤ ꯑꯉꯥꯡ ꯄꯣꯛꯄꯗ ꯃꯇꯦꯡ ꯄꯥꯡꯂꯤꯕ "ꯃꯤꯗꯋꯥꯏꯐ" ꯑꯃꯒ ꯆꯥꯡꯗꯝꯅꯈꯤ꯫ ꯊꯕꯛ ꯑꯁꯤꯕꯨ ꯃꯁꯛ ꯇꯥꯛꯂꯗꯨꯅ ꯂꯦꯅꯥꯔ꯭ꯗꯅ ꯏꯪ ꯂꯤꯁꯤꯡ ꯑꯃꯒ ꯆꯥꯃꯄꯟ ꯃꯉꯥꯒꯤ ꯐꯤꯖꯤꯛꯁꯀꯤ ꯅꯣꯕꯦꯜ ꯄ꯭ꯔꯥꯏꯖ ꯐꯪꯈꯤ꯫ ꯑꯏꯪ ꯑꯁꯥꯒꯤ ꯐꯤꯕꯝꯗ ꯁꯔꯨꯛ ꯌꯥꯕꯁꯤꯡ ꯂꯦꯅꯥꯔ꯭ꯗ ꯑꯁꯤ ꯏꯪ ꯂꯤꯁꯤꯡ ꯑꯃꯒ ꯆꯥꯇ꯭ꯔꯨꯛ ꯃꯩꯗ꯭ꯔꯥꯅꯤꯊꯣꯢ ꯗ ꯂꯦꯅꯥꯔ꯭ꯗ "ꯗ ꯂꯦꯅꯥꯔ꯭ꯗ ꯏꯐꯦꯛ" ꯍꯥꯏꯅ ꯀꯧꯕ ꯑꯁꯤ ꯇꯝꯈꯤꯕ ꯑꯍꯥꯟꯕ ꯃꯤꯑꯣꯏ ꯑꯣꯏꯈꯤ꯫ ꯃꯁꯤ ꯏꯁꯤꯡ ꯇꯥꯔꯣꯛꯁꯤꯡꯒꯤ ꯑꯦꯔꯣꯗꯥꯏꯅꯥꯃꯤꯛ ꯈꯥꯏꯗꯣꯛꯄꯒ ꯂꯣꯏꯅꯅ ꯏꯂꯦꯛꯇ꯭ꯔꯤꯛ ꯆꯥꯔꯖꯁꯤꯡ ꯇꯣꯈꯥꯏꯕ ꯑꯁꯤꯅꯤ꯫ ꯃꯁꯤꯕꯨ ꯁ꯭ꯄꯔꯦ ꯏꯂꯦꯛꯇ꯭ꯔꯤꯐꯤꯀ꯭ꯌꯦꯁꯟ ꯅꯠꯇ꯭ꯔꯒ ꯋꯥꯇꯔꯐꯣꯜ ꯏꯐꯦꯛ ꯍꯥꯏꯅꯁꯨ ꯈꯪꯅꯩ꯫ ꯃꯍꯥꯛꯅ ꯅꯣꯡꯒꯤ ꯃꯈꯣꯟꯁꯤꯡꯒꯤ ꯆꯥꯡ ꯑꯃꯁꯨꯡ ꯃꯑꯣꯡ ꯈꯥꯏꯗꯣꯛꯄꯒꯤ ꯃꯇꯥꯡꯗ ꯊꯤꯖꯤꯟ-ꯈꯨꯝꯖꯤꯟꯈꯤ ꯑꯃꯁꯨꯡ ꯇꯣꯉꯥꯟ-ꯇꯣꯉꯥꯟꯕ ꯃꯑꯣꯡꯒꯤ ꯏꯁꯤꯡꯒꯤ ꯕꯣꯟꯁꯤꯡ ꯁꯦꯀꯦꯟ ꯈꯔꯒꯤ ꯑꯣꯏꯅ ꯂꯦꯞꯄ ꯌꯥꯕ ꯑꯅꯧꯕ ꯅꯨꯡꯁꯤꯠꯀꯤ ꯇꯥꯟꯖ ꯑꯃ ꯁꯥꯈꯤ꯫ ꯅꯣꯡꯒꯤ ꯑꯆꯧꯕ ꯃꯈꯣꯟꯁꯤꯡ ꯑꯁꯤ ꯇꯤꯌꯔꯒꯤ ꯃꯑꯣꯡꯒꯤ ꯑꯣꯏꯗꯦ, ꯑꯗꯨꯕꯨ ꯍꯦꯝꯕꯔꯒꯔ ꯕꯟꯒꯨꯝꯅ ꯃꯑꯣꯡꯒꯤ ꯑꯣꯏ ꯍꯥꯏꯅ ꯃꯍꯥꯛꯅ ꯑꯍꯥꯟꯕ ꯑꯣꯏꯅ ꯈꯪꯈꯤ꯫ ꯗꯣꯏꯆ ꯐꯤꯖꯤꯛ ꯂꯦꯅꯥꯔ꯭ꯗ ꯑꯁꯤ ꯉꯁꯤꯗꯤ "ꯏꯪꯂꯤꯁ ꯐꯤꯖꯤꯛꯁ"ꯕꯨ ꯅꯤꯡꯗꯕ ꯃꯄꯥꯡꯒꯜ ꯀꯟꯕ ꯖꯔꯃꯟꯒꯤ ꯅꯦꯁꯅꯦꯂꯤꯁ ꯑꯃꯥ ꯑꯣꯏꯅ ꯅꯤꯡꯁꯤꯡꯂꯤ, ꯃꯗꯨꯕꯨ ꯃꯍꯥꯛꯅ ꯖꯔꯃꯅꯤꯗꯒꯤ ꯃꯁꯤꯒꯤ ꯋꯥꯈꯜꯂꯣꯟꯁꯤꯡ ꯂꯧꯊꯣꯛꯈꯤ ꯍꯥꯏꯅ ꯂꯩꯔꯝꯃꯤ꯫"